ꯆꯍꯤ ꯑꯃ ꯄꯤꯔꯒ, ꯆꯍꯤ ꯑꯗꯨꯒꯤ ꯃꯅꯨꯡꯗ ꯊꯣꯛꯈꯤꯕ ꯑꯆꯧꯕ ꯊꯧꯗꯣꯛ ꯃꯔꯤ ꯄꯟꯕꯤꯌꯨ꯫ ꯅꯥꯏꯟꯇꯤꯟꯅꯥꯏꯟꯇꯤꯐꯥꯏꯚꯗꯥ ꯊꯣꯛꯈꯤ꯫ ꯑꯣꯛꯂꯥꯍꯣꯃꯥ ꯁꯤꯇꯤꯗꯥ ꯕꯣꯝꯕꯤꯡ ꯇꯧꯈꯤꯕ ꯑꯗꯨ ꯑꯦꯞꯄ꯭ꯔꯤꯜ ꯅꯥꯏꯟꯇꯤꯟ, ꯅꯥꯏꯟꯇꯤꯟꯅꯥꯏꯟꯇꯤꯐꯥꯏꯚꯗꯥ ꯗꯣꯃꯦꯁꯇꯤꯛ ꯇꯦꯔꯣꯔꯤꯁꯇꯁꯤꯡꯅ ꯑꯜꯐ꯭ꯔꯦꯗ ꯄꯣꯜ ꯃꯨꯔꯦ ꯐꯦꯗ꯭ꯔꯦꯜ ꯕꯤꯜꯗꯤꯡ ꯃꯥꯡꯍꯟꯈꯤ꯫ ꯑꯣꯔꯦꯟꯊꯦꯜ ꯖꯦꯝꯁ ꯁꯤꯝꯄꯁꯟꯅꯥ ꯃꯍꯥꯛꯀꯤ ꯍꯥꯟꯉꯤ ꯂꯣꯏꯅꯕꯤ ꯅꯤꯀꯣꯜ ꯕ꯭ꯔꯥꯎꯟ ꯁꯤꯝꯄꯁꯟ ꯑꯃꯁꯨꯡ ꯔꯣꯅꯥꯟ ꯒꯣꯜꯗꯃꯦꯟꯕꯨ ꯑꯣꯛꯇꯣꯕꯔ ꯊ꯭ꯔꯤ, ꯅꯥꯏꯟꯇꯤꯟꯅꯥꯏꯟꯇꯤꯐꯥꯏꯚꯗꯥ ꯁꯤꯈꯤꯕꯒꯤ ꯊꯧꯗꯣꯛꯇꯥ ꯃꯍꯥꯛꯀꯤ ꯀ꯭ꯔꯤꯃꯤꯅꯦꯜ ꯇ꯭ꯔꯥꯏꯑꯦꯜꯗꯥ ꯃꯔꯥꯜ ꯂꯩꯔꯦ ꯍꯥꯏꯅ ꯂꯥꯎꯊꯣꯛꯈꯤ꯫ ꯅꯨꯃꯤꯗꯥꯡꯒꯤ ꯑꯇꯤꯌꯥꯒꯤ ꯃꯔꯝꯗꯥ ꯏꯁꯩ ꯑꯃ ꯁꯦꯝꯃꯨ꯫ ꯅꯨꯃꯤꯗꯥꯡꯒꯤ ꯅꯤꯡꯊꯤꯖꯅꯥ, ꯑꯇꯤꯌꯥ ꯑꯁꯤ ꯂꯣꯏꯕ ꯅꯥꯏꯗꯕ ꯃꯤꯠꯌꯦꯡ ꯑꯃꯅꯤ꯫ ꯃꯤꯠ ꯎꯏꯁꯤꯜꯂꯤꯕ ꯁ꯭ꯇꯥꯔꯁꯤꯡ ꯑꯃꯁꯨꯡ ꯃꯉꯥꯜ ꯄꯤꯔꯤꯕꯥ ꯄ꯭ꯂꯥꯅꯦꯠꯁꯤꯡ, ꯃꯊꯛꯇ ꯃꯤꯁꯇ꯭ꯔꯤ ꯑꯃ, ꯈꯪꯒꯗꯕ ꯀꯌꯥ ꯑꯃ ꯂꯩꯔꯤ꯫ ꯀꯣꯔꯁ: ꯑꯣꯍ, ꯅꯨꯃꯤꯗꯥꯡꯒꯤ ꯑꯇꯤꯌꯥ ꯑꯁꯤ ꯐꯖꯔꯕ ꯃꯤꯠꯌꯦꯡ ꯑꯃꯅꯤ, ꯃꯁꯤ ꯊꯥꯒꯤ ꯃꯉꯥꯜꯅ ꯃꯉꯥꯜ ꯄꯤꯕ ꯑꯃꯝꯕꯒꯤ ꯀꯥꯔꯇꯟ ꯑꯃꯅꯤ꯫ ꯊꯤꯖꯤꯟꯒꯗꯕ ꯀꯟꯁꯇꯦꯂꯦꯁꯟꯁꯤꯡ, ꯋꯥꯔꯤꯁꯤꯡ ꯂꯤꯕ, ꯀꯩꯗꯧꯉꯩꯗꯁꯨ ꯑꯔꯤꯕ ꯑꯣꯏꯗꯕ ꯑꯉꯛꯄꯥ ꯀꯦꯟꯚꯥꯁ ꯑꯃ꯫ ꯊꯥ ꯑꯁꯤ ꯃꯉꯥꯜ ꯌꯥꯝꯅ ꯆꯦꯜꯂꯤ, ꯑꯩꯈꯣꯏꯒꯤ ꯂꯝꯕꯤꯗ ꯂꯝꯖꯤꯡꯕꯤꯔꯤ, ꯃꯄꯨꯡ ꯐꯥꯕ ꯅꯠꯇ꯭ꯔꯒ ꯊꯥꯒꯤ ꯈꯣꯡꯀꯥꯞ ꯑꯃ, ꯃꯁꯤ ꯅꯨꯃꯤꯠ ꯈꯨꯗꯤꯡꯒꯤ ꯍꯣꯡꯂꯛꯂꯤ꯫ ꯀꯣꯃꯦꯠ ꯑꯃꯁꯨꯡ ꯁꯨꯇꯤꯡ ꯍꯧꯔꯛꯏ, ꯃꯈꯣꯏꯅ ꯑꯩꯈꯣꯏꯕꯨ ꯂꯥꯟꯊꯣꯛꯏ, ꯑꯇꯤꯌꯥꯗ ꯃꯊꯛꯇꯥ ꯂꯩꯕ ꯁꯦꯂꯦꯁꯇꯤꯑꯦꯜ ꯕꯣꯗꯤꯁꯤꯡꯒꯤ ꯅꯥꯠ ꯑꯃ꯫ ꯀꯣꯔꯁ: ꯑꯣꯍ, ꯅꯨꯃꯤꯗꯥꯡꯒꯤ ꯑꯇꯤꯌꯥ ꯑꯁꯤ ꯐꯖꯔꯕ ꯃꯤꯠꯌꯦꯡ ꯑꯃꯅꯤ, ꯃꯁꯤ ꯊꯥꯒꯤ ꯃꯉꯥꯜꯅ ꯃꯉꯥꯜ ꯄꯤꯕ ꯑꯃꯝꯕꯒꯤ ꯀꯥꯔꯇꯟ ꯑꯃꯅꯤ꯫ ꯊꯤꯖꯤꯟꯒꯗꯕꯥ ꯀꯟꯁꯇꯦꯂꯦꯁꯅꯁꯤꯡ, ꯋꯥꯔꯤꯁꯤꯡ ꯂꯤꯕ, ꯀꯩꯗꯧꯉꯩꯗꯁꯨ ꯑꯔꯤꯕ ꯑꯣꯏꯗꯕ ꯑꯉꯛꯄ ꯀꯟꯚꯥꯁ ꯑꯃ꯫ ꯊꯣꯡ: ꯃꯊꯛꯇ ꯌꯦꯡꯎ ꯑꯃꯁꯨꯡ ꯒꯦꯂꯦꯛꯁꯤ ꯑꯗꯨ ꯌꯦꯡꯉꯨ, ꯑꯁꯨꯛ ꯄꯥꯛ ꯆꯥꯎꯏ, ꯃꯁꯤꯒꯤ ꯉꯝꯈꯩꯁꯤꯡ ꯎꯕ ꯐꯪꯕꯗ ꯑꯋꯥꯕ ꯑꯣꯏ꯫ ꯃꯁꯤ ꯂꯣꯏꯕ ꯅꯥꯏꯗꯕ ꯑꯣꯏꯊꯣꯛꯄ ꯌꯥꯕ ꯃꯐꯝ ꯑꯃꯅꯤ, ꯅꯨꯃꯤꯗꯥꯡꯒꯤ ꯑꯇꯤꯌ ꯑꯁꯤ ꯌꯦꯡꯕꯗ ꯑꯉꯛꯄ ꯑꯃꯅꯤ꯫ ꯑꯥꯎꯠꯇ꯭ꯔꯣ: ꯑꯗꯨꯅ ꯑꯩꯈꯣꯏꯅ ꯂꯦꯞꯂꯒ ꯌꯦꯡꯁꯤ, ꯅꯨꯃꯤꯗꯥꯡꯒꯤ ꯑꯇꯤꯌꯥꯗ, ꯃꯁꯤ ꯌꯦꯡꯅꯤꯡꯉꯥꯏ ꯑꯣꯏꯕ ꯃꯤꯠꯌꯦꯡ ꯑꯃꯅꯤ꯫ ꯁꯥꯟꯇꯤ ꯂꯩꯕ ꯑꯃꯁꯨꯡ ꯅꯨꯡꯉꯥꯏꯕ, ꯃꯁꯤ ꯂꯨꯕ ꯑꯃꯅꯤ, ꯅꯨꯃꯤꯗꯥꯡꯒꯤ ꯑꯇꯤꯌꯥ, ꯐꯖꯔꯕ ꯅꯨꯃꯤꯠ ꯑꯃꯅꯤ꯫ ꯅꯨꯡꯁꯤꯕꯒꯤ ꯃꯁꯛ ꯇꯥꯛꯄ ꯋꯍꯩ ꯑꯍꯨꯝ ꯏꯕꯤꯌꯨ꯫ ꯅꯨꯡꯁꯤꯕ ꯍꯥꯏꯕꯁꯤ ꯃꯩꯅꯤ: ꯃꯁꯤꯅ ꯅꯨꯡꯁꯤꯠ ꯁꯦꯡꯍꯟꯕ ꯉꯝꯃꯤ ꯑꯃꯁꯨꯡ ꯅꯨꯡꯉꯥꯏꯕ ꯄꯤꯕ ꯉꯝꯃꯤ, ꯑꯗꯨꯕꯨ ꯃꯁꯤꯅ ꯌꯥꯝꯅ ꯁꯥꯊꯤꯅ ꯃꯩ ꯆꯥꯛꯄꯁꯨ ꯌꯥꯏ, ꯃꯗꯨꯒꯤ ꯂꯝꯕꯤꯗ ꯂꯦꯞꯂꯤꯕ ꯄꯨꯝꯅꯃꯛ ꯑꯗꯨ ꯃꯥꯡꯍꯟꯕ ꯉꯝꯃꯤ꯫ ꯅꯨꯡꯁꯤꯕꯥ ꯍꯥꯏꯕꯁꯤ ꯕꯒꯥꯕꯥꯟ ꯑꯃꯅꯤ: ꯃꯁꯤꯕꯨ ꯐꯖꯕ ꯄꯣꯠꯁꯛ ꯑꯃꯗ ꯐꯨꯝꯖꯤꯟꯕꯗ ꯃꯤꯅꯨꯡꯁꯤ ꯂꯩꯕ, ꯑꯁꯥꯎꯕ ꯑꯃꯁꯨꯡ ꯍꯣꯠꯅꯕ ꯃꯊꯧ ꯇꯥꯏ, ꯑꯗꯨꯕꯨ ꯌꯦꯡꯁꯤꯟꯕꯤꯗꯕꯅ ꯃꯗꯨꯕꯨ ꯁꯣꯛꯄ ꯑꯃꯁꯨꯡ ꯁꯤꯍꯟꯕ ꯌꯥꯏ꯫ ꯅꯨꯡꯁꯤꯕ ꯍꯥꯏꯕꯁꯤ ꯈꯣꯡꯆꯠ ꯑꯃꯅꯤ: ꯃꯁꯤꯒꯤ ꯇ꯭ꯌꯨꯏꯁ ꯑꯃꯁꯨꯡ ꯇ꯭ꯔꯟ ꯂꯩ, ꯃꯁꯤꯒꯤ ꯑꯦꯗꯚꯦꯟꯆꯔ ꯑꯃꯁꯨꯡ ꯑꯦꯛꯁꯥꯏꯠꯃꯦꯟꯒꯤ ꯃꯤꯀꯨꯞꯁꯤꯡ ꯂꯩ, ꯑꯗꯨꯕꯨ ꯂꯝꯀꯣꯏꯕꯁꯤꯡꯒꯤ ꯄꯥꯡꯒꯜ ꯆꯥꯡꯌꯦꯡ ꯇꯧꯕ ꯑꯋꯥꯕ ꯑꯃꯁꯨꯡ ꯂꯥꯟꯊꯦꯡꯅꯕꯁꯤꯡꯁꯨ ꯂꯩ꯫ ꯕꯨꯚꯤ ꯔꯤꯚꯤꯌꯨ ꯑꯁꯤꯒꯤ ꯁꯦꯟꯇꯤꯃꯦꯟꯠ ꯑꯦꯅꯥꯂꯥꯏꯁꯤꯁ ꯄꯥꯡꯊꯣꯛꯄ꯫ ꯃꯁꯤꯒꯤ ꯃꯨꯚꯤ ꯑꯁꯤ ꯌꯦꯡꯕꯗ ꯌꯥꯝꯅ ꯂꯨꯕ ꯑꯣꯏꯈꯤ꯫ ꯃꯨꯚꯤ ꯔꯤꯚꯤꯌꯨ ꯑꯁꯤꯒꯤ ꯁꯦꯟꯇꯤꯃꯦꯟꯠ ꯑꯁꯤ ꯅꯦꯒꯦꯇꯤꯚ ꯑꯣꯏ꯫ ꯋꯥꯍꯩ ꯑꯗꯨ ꯍꯦꯟꯅꯥ ꯋꯥꯍꯟꯊꯣꯛ ꯂꯩꯍꯟꯅꯕ ꯑꯃꯨꯛ ꯍꯟꯅ ꯏꯕꯤꯌꯨ꯫ ꯄ꯭ꯔꯣꯖꯦꯛ ꯑꯁꯤꯒꯤ ꯄ꯭ꯔꯣꯒ꯭ꯔꯦꯁ ꯑꯁꯤ ꯑꯐꯕ ꯃꯑꯣꯡꯗ ꯆꯠꯊꯔꯤ꯫ ꯄ꯭ꯔꯣꯖꯦꯛ ꯑꯁꯤ ꯑꯐꯕ ꯃꯑꯣꯡꯗ ꯃꯥꯡꯂꯣꯝꯗ ꯆꯪꯁꯤꯜꯂꯤ꯫